ꯔꯤꯅ꯭ꯌꯨꯑꯦꯕꯜ ꯏꯅꯔꯖꯤ ꯁꯣꯔꯁꯁꯤꯡꯒꯤ ꯃꯇꯥꯡꯗ ꯃꯤꯠꯌꯦꯡꯗ ꯅꯨꯡꯉꯥꯏꯕ ꯄ꯭ꯔꯖꯦꯟꯇꯦꯁꯟ ꯑꯃ ꯗꯤꯖꯥꯏꯟ ꯇꯧꯕ꯫ ꯑꯩꯍꯥꯛ ꯌꯥꯝꯅ ꯅꯨꯡꯉꯥꯏꯖꯩ, ꯑꯗꯨꯕꯨ ꯑꯩꯍꯥꯛ ꯑꯥꯔꯇꯤꯐꯤꯁꯤꯑꯦꯜ ꯏꯟꯇꯤꯂꯤꯖꯦꯟꯁ ꯒꯤ ꯂꯣꯜ ꯃꯣꯗꯦꯜ ꯑꯃꯅꯤ ꯑꯃꯁꯨꯡ ꯇꯦꯛꯁꯇꯥꯏꯜ ꯀꯟꯇꯦꯟꯇ ꯈꯛꯇꯃꯛ ꯄꯤꯕ ꯉꯝꯃꯤ꯫ ꯑꯗꯨꯝ ꯑꯣꯏꯅꯃꯛ, ꯃꯐꯝꯁꯤꯗ ꯅꯍꯥꯛꯅ ꯅꯍꯥꯛꯀꯤ ꯄ꯭ꯔꯖꯦꯟꯇꯦꯁꯟ ꯑꯗꯨ ꯗꯤꯖꯥꯏꯟ ꯇꯧꯕꯗ ꯁꯤꯖꯤꯟꯅꯕ ꯌꯥꯕ ꯔꯤꯅ꯭ꯌꯨꯑꯦꯕꯜ ꯑꯦꯅꯔꯖꯤ ꯁꯣꯔꯁꯁꯤꯡꯒꯤ ꯃꯇꯥꯡꯗ ꯄ꯭ꯔꯖꯦꯟꯇꯦꯁꯟ ꯑꯃꯒꯤ ꯀꯟꯇꯦꯟꯇꯀꯤ ꯑꯥꯎꯇꯂꯥꯏꯟ ꯑꯃ ꯄꯤꯔꯤ: ꯁ꯭ꯂꯥꯏꯁ ꯑꯃ : ꯏꯅꯇ꯭ꯔꯣꯗ꯭ꯌꯨꯁꯟ ꯇꯥꯏꯇꯜ: ꯔꯤꯟꯌꯨꯑꯦꯕꯜ ꯑꯦꯅꯔꯖꯤ ꯁꯣꯔꯁꯁꯤꯡ ꯄ꯭ꯔꯖꯦꯟꯇꯦꯁꯟ ꯑꯗꯨꯒꯤ ꯑꯀꯨꯞꯄ ꯃꯔꯣꯜ ꯑꯃ꯫ ꯁ꯭ꯂꯥꯏꯁ ꯑꯅꯤ : ꯔꯤꯅ꯭ꯌꯨꯑꯦꯕꯜ ꯑꯦꯅꯔꯖꯤ ꯍꯥꯏꯕꯁꯤ ꯀꯔꯤꯅꯣ? ꯔꯤꯅ꯭ꯌꯨꯑꯦꯕꯜ ꯏꯅꯔꯖꯤꯒꯤ ꯃ ꯋꯥꯍꯟꯊꯣꯛ ꯃꯁꯤꯅ ꯅꯟ-ꯔꯤꯟꯌꯨꯑꯦꯕꯜ ꯑꯦꯅꯔꯖꯤꯒꯤ ꯀꯔꯝꯅ ꯈꯦꯠꯅꯕꯒꯦ ꯍꯥꯏꯕꯒꯤ ꯃꯇꯥꯡꯗ ꯃꯌꯦꯛ ꯁꯦꯡꯅ ꯇꯥꯛꯄ ꯁ꯭ꯂꯥꯏꯁꯇ ꯑꯍꯨꯝ: ꯔꯤꯅ꯭ꯌꯨꯑꯦꯕꯜ ꯑꯦꯅꯔꯖꯤꯒꯤ ꯁꯣꯔꯁꯁꯤꯡꯒꯤ ꯃꯈꯜꯁꯤꯡ ꯈ꯭ꯋꯥꯏꯗꯒꯤ ꯀꯃꯟ ꯑꯣꯏꯕ ꯔꯤꯅ꯭ꯌꯨꯑꯦꯕꯜ ꯑꯦꯅꯔꯖꯤ ꯁꯣꯔꯁꯁꯤꯡꯒꯤ ꯑꯣꯚꯔꯚꯤꯌꯨ: ꯁꯣꯂꯥꯔ, ꯋꯤꯟꯗ, ꯍꯥꯏꯗ꯭ꯔꯣ, ꯖꯤꯑꯣꯊꯔꯃꯦꯜ, ꯑꯃꯁꯨꯡ ꯕꯥꯏꯑꯣꯃꯥꯁ꯫ ꯁ꯭ꯂꯥꯏꯁꯗ ꯃꯔꯤ: ꯁꯣꯂꯥꯔ ꯑꯦꯅꯔꯖꯤ : ꯁꯣꯂꯥꯔ ꯑꯦꯅꯔꯖꯤꯅ ꯀꯔꯝꯅ ꯊꯕꯛ ꯇꯧꯕꯒꯦ ꯍꯥꯏꯕꯒꯤ ꯃꯇꯥꯡꯗ ꯃꯌꯦꯛ ꯁꯦꯡꯅ ꯇꯥꯛꯄ ꯁꯣꯂꯥꯔ ꯑꯦꯅꯔꯖꯤꯒꯤ ꯀꯥꯟꯅꯕꯁꯤꯡ ꯑꯃꯁꯨꯡ ꯁꯤꯡꯅꯕꯁꯤꯡ꯫ ꯁ꯭ꯂꯥꯏꯗ ꯃꯉꯥ : ꯅꯨꯡꯁꯤꯠꯀꯤ ꯏꯅꯔꯖꯤ ꯅꯨꯡꯁꯤꯠꯀꯤ ꯏꯅꯔꯖꯤꯅ ꯀꯔꯝꯅ ꯊꯕꯛ ꯇꯧꯕꯒꯦ ꯍꯥꯏꯕꯒꯤ ꯃꯇꯥꯡꯗ ꯃꯌꯦꯛ ꯁꯦꯡꯅ ꯇꯥꯛꯄ ꯅꯨꯡꯁꯤꯠꯀꯤ ꯏꯅꯔꯖꯤꯒꯤ ꯀꯥꯟꯅꯕꯁꯤꯡ ꯑꯃꯁꯨꯡ ꯁꯤꯡꯅꯕꯁꯤꯡ꯫ ꯁ꯭ꯂꯥꯏꯗ ꯇꯔꯨꯛ : ꯍꯥꯏꯗ꯭ꯔꯣ ꯏꯅꯔꯖꯤ ꯍꯥꯏꯗ꯭ꯔꯣ ꯑꯦꯅꯔꯖꯤꯅ ꯀꯔꯝꯅ ꯊꯕꯛ ꯇꯧꯕꯒꯦ ꯍꯥꯏꯕꯒꯤ ꯃꯇꯥꯡꯗ ꯁꯟꯗꯣꯛꯅ ꯇꯥꯛꯄ ꯍꯥꯏꯗ꯭ꯔꯣꯒꯤ ꯀꯥꯟꯅꯕ ꯑꯃꯁꯨꯡ ꯁꯤꯡꯅꯕꯁꯤꯡ꯫ ꯏꯅꯔꯖꯤ ꯁ꯭ꯂꯥꯏꯗ ꯇꯔꯦꯠ : ꯖꯤꯑꯣꯊꯔꯃꯦꯜ ꯏꯅꯔꯖꯤ ꯖꯤꯑꯣꯊꯔꯃꯦꯜ ꯏꯅꯔꯖꯤꯅ ꯀꯔꯝꯅ ꯊꯕꯛ ꯇꯧꯕꯒꯦ ꯍꯥꯏꯕꯒꯤ ꯃꯇꯥꯡꯗ ꯃꯌꯦꯛ ꯁꯦꯡꯅ ꯇꯥꯛꯄ ꯖꯤꯑꯣꯊꯔꯃꯦꯜ ꯏꯅꯔꯖꯤꯒꯤ ꯀꯥꯟꯅꯕꯥ ꯑꯃꯁꯨꯡ ꯁꯤꯡꯅꯕꯁꯤꯡ꯫ ꯁ꯭ꯂꯥꯏꯗ ꯅꯤꯄꯥꯜ : ꯕꯥꯏꯑꯣꯃꯥꯁ ꯏꯅꯔꯖꯤ ꯕꯥꯏꯑꯣꯃꯥꯁ ꯏꯅꯔꯖꯤꯅ ꯀꯔꯝꯅ ꯊꯕꯛ ꯇꯧꯕꯒꯦ ꯍꯥꯏꯕꯒꯤ ꯃꯇꯥꯡꯗ ꯃꯌꯦꯛ ꯁꯦꯡꯅ ꯇꯥꯛꯄ ꯕꯥꯏꯑꯣꯃꯥꯁ ꯏꯅꯔꯖꯤꯒꯤ ꯀꯥꯟꯅꯕ ꯑꯃꯁꯨꯡ ꯁꯤꯡꯅꯕꯁꯤꯡ ꯁ꯭ꯂꯥꯏꯗ ꯃꯥꯄꯜ : ꯔꯤꯟꯌꯨꯑꯦꯕꯜ ꯏꯅꯔꯖꯤꯒꯤ ꯃꯔꯨꯑꯣꯏꯕ ꯃꯌꯦꯛ ꯁꯦꯡꯅ ꯇꯥꯛꯄ꯫ ꯀꯔꯤꯒꯤꯗꯃꯛꯇꯥ ꯔꯤꯟꯌꯨꯑꯦꯕꯜ ꯏꯅꯔꯖꯤ ꯑꯁꯤ ꯃꯔꯨꯑꯣꯏꯕꯅꯣ ꯀꯥꯔꯕꯣꯟ ꯊꯥꯗꯣꯛꯄ ꯍꯟꯊꯍꯟꯕ ꯑꯃꯁꯨꯡ ꯀ꯭ꯂꯥꯏꯃꯦꯠ ꯆꯦꯟꯖ ꯊꯦꯡꯅꯕꯗ ꯔꯤꯟꯌꯨꯑꯦꯕꯜ ꯏꯅꯔꯖꯤꯒꯤ ꯊꯧꯗꯥꯡ ꯁ꯭ꯂꯥꯏꯗ ꯇꯔꯥ : ꯂꯣꯏꯁꯤꯟꯕꯗ ꯄ꯭ꯔꯖꯦꯟꯇꯦꯁꯟ ꯑꯁꯤꯒꯤ ꯃꯔꯨꯑꯣꯏꯕ ꯋꯥꯐꯝꯁꯤꯡ ꯑꯃꯨꯛ ꯍꯟꯅ ꯌꯦꯡꯁꯤꯟꯕ ꯔꯤꯅ꯭ꯌꯨꯑꯦꯕꯜ ꯏꯅꯔꯖꯤꯒꯤ ꯁꯣꯔꯁꯁꯤꯡ ꯂꯧꯁꯤꯟꯕ ꯑꯃꯁꯨꯡ ꯃꯇꯦꯡ ꯄꯥꯡꯅꯕ ꯄꯨꯛꯅꯤꯡ ꯊꯧꯒꯠꯄ꯫ ꯅꯍꯥꯛꯅ ꯑꯥꯎꯠꯂꯥꯏꯟ ꯑꯁꯤ ꯔꯤꯟꯌꯨꯑꯦꯕꯜ ꯏꯅꯔꯖꯤ ꯁꯣꯔꯁꯁꯤꯡꯒꯤ ꯃꯇꯥꯡꯗ ꯅꯍꯥꯛꯀꯤ ꯃꯤꯠꯌꯦꯡꯗ ꯅꯨꯡꯉꯥꯏꯕ ꯄ꯭ꯔꯖꯦꯟꯇꯦꯁꯟ ꯑꯃ ꯁꯦꯝꯅꯕ ꯒꯥꯏꯗꯂꯥꯏꯟ ꯑꯃ ꯑꯣꯏꯅ ꯁꯤꯖꯤꯟꯅꯕ ꯌꯥꯏ꯫ ꯋꯥꯈꯜꯂꯣꯟꯁꯤꯡ ꯑꯗꯨ ꯐꯣꯡꯗꯣꯛꯅꯕ ꯑꯃꯁꯨꯡ ꯄ꯭ꯔꯖꯦꯟꯇꯦꯁꯟ ꯑꯗꯨ ꯍꯦꯟꯅ ꯄꯨꯛꯅꯤꯡ ꯆꯤꯡꯁꯤꯟꯅꯤꯡꯉꯥꯏ ꯑꯣꯏꯍꯟꯅꯕ ꯏꯃꯦꯖ ꯑꯃꯁꯨꯡ ꯒ꯭ꯔꯥꯐꯒꯨꯝꯕ ꯃꯤꯠꯌꯦꯡ ꯊꯝꯕ ꯚꯤꯖꯨꯑꯦꯂꯁꯤꯡ ꯁꯣꯏꯗꯅ ꯁꯤꯖꯤꯟꯅꯕꯤꯌꯨ꯫